ꯍꯦꯜꯊ ꯑꯃꯁꯨꯡ ꯋꯦꯜꯅꯦꯁ ꯀꯝꯄꯦꯅꯤ ꯑꯃꯒꯤꯗꯃꯛ ꯑꯅꯧꯕ ꯋꯥꯈꯜꯂꯣꯟꯁꯤꯡ ꯁꯦꯝꯒꯠꯄ꯫ ꯀꯁ꯭ꯇꯃꯔꯁꯤꯡꯗ ꯃꯈꯣꯏꯒꯤ ꯗꯥꯏꯑꯦꯇ꯭ꯔꯤ ꯄꯁꯟꯗ ꯑꯃꯁꯨꯡ ꯑꯊꯤꯡꯕꯁꯤꯡꯗ ꯌꯨꯝꯐꯝ ꯑꯣꯏꯔꯒ ꯅ꯭ꯌꯨꯇ꯭ꯔꯤꯑꯦꯟꯇ ꯌꯥꯝꯅ ꯌꯥꯎꯕ, ꯍꯛꯆꯥꯡ ꯐꯅꯥ ꯂꯩꯅꯕ ꯆꯤꯟꯖꯥꯛꯁꯤꯡ ꯌꯧꯍꯟꯕ ꯉꯝꯕ ꯀꯁ꯭ꯇꯃꯔꯁꯤꯡꯅ ꯁꯤꯖꯤꯟꯅꯕ ꯌꯥꯕ ꯃꯤꯜ ꯄ꯭ꯂꯥꯟ ꯁꯕ꯭ꯁꯀ꯭ꯔꯤꯞꯁꯟ ꯁꯔꯚꯤꯁ ꯑꯃ , ꯃꯦꯝꯕꯔꯁꯤꯡꯅ ꯂꯥꯏꯁꯦꯟꯁ ꯂꯧꯔꯕ ꯊꯦꯔꯥꯄꯤꯁ꯭ꯇꯁꯤꯡ, ꯅ꯭ꯌꯨꯇ꯭ꯔꯤꯁꯟꯒꯤ ꯃꯤꯑꯣꯏꯁꯤꯡ, ꯑꯃꯁꯨꯡ ꯐꯤꯠꯅꯦꯁ ꯇ꯭ꯔꯦꯅꯤꯡ ꯇꯧꯕꯁꯤꯡꯒ ꯄꯔꯁꯣꯅꯦꯂꯥꯏꯖ ꯇꯧꯔꯕ, ꯔꯤꯃꯣꯠ ꯁꯦꯁꯟꯁꯤꯡꯒꯤꯗꯃꯛ ꯁꯝꯅꯍꯟꯕ ꯌꯥꯕ‌ ꯚꯔꯆꯨꯑꯦ ꯋꯦꯜꯅꯦꯁ ꯄ꯭ꯂꯦꯠꯐꯣꯔꯝ ꯑꯃꯅꯤ꯫ ꯍꯛꯆꯥꯡ ꯐꯕꯥ ꯗꯥꯏꯠ ꯑꯃꯁꯨꯡ ꯄꯨꯟꯁꯤ ꯃꯍꯤꯡꯒ ꯂꯣꯏꯅꯅ ꯍꯣꯂꯤꯁꯇꯤꯛ ꯍꯦꯜꯊ ꯑꯃꯁꯨꯡ ꯋꯦꯜꯕꯤꯡ ꯄ꯭ꯔꯃꯣꯠ ꯇꯧꯅꯕ ꯗꯤꯖꯥꯏꯟ ꯇꯧꯕ ꯃꯍꯧꯁꯥꯒꯤ ꯑꯣꯏꯕ, ꯄꯥꯝꯕꯤꯗ ꯌꯨꯝꯐꯝ ꯑꯣꯏꯕ ꯁꯄ꯭ꯂꯤꯃꯦꯟꯇꯁꯤꯡ ꯑꯃꯁꯨꯡ ꯚꯤꯇꯥꯃꯤꯟꯁꯤꯡꯒꯤ ꯂꯥꯏꯟ ꯑꯃ, ꯅ꯭ꯌꯨꯇꯔꯤꯁꯟ, ꯑꯦꯛꯁꯔꯁꯥꯏꯖ, ꯍꯥꯏꯗ꯭ꯔꯦꯁꯟ, ꯑꯃꯁꯨꯡ ꯇꯨꯝꯕ ꯌꯥꯎꯅ ꯌꯨꯖꯔꯁꯤꯡꯒꯤ ꯍꯛꯁꯦꯜꯒꯤ ꯃꯦꯇꯔꯤꯛꯁꯤꯡ ꯇ꯭ꯔꯦꯛ ꯇꯧꯕ ꯑꯃꯁꯨꯡ ꯌꯦꯡꯁꯤꯟꯕ ꯑꯃꯁꯨꯡ ꯃꯈꯣꯏꯒꯤ ꯍꯛꯁꯦꯜꯒꯤ ꯄꯥꯟꯗꯝꯁꯤꯡ ꯐꯪꯕꯗ ꯃꯇꯦꯡ ꯄꯥꯡꯅꯕ ꯅꯨꯃꯤꯠ ꯈꯨꯗꯤꯡꯒꯤ ꯄꯥꯎꯇꯥꯛꯁꯤꯡ ꯄꯤꯕ ꯃꯣꯕꯥꯏꯜ ꯑꯦꯞ ꯑꯃꯅꯤ꯫ ꯃꯦꯗꯤꯇꯦꯁꯟ, ꯌꯣꯒ, ꯑꯃꯁꯨꯡ ꯃꯥꯏꯟꯗꯐ꯭ꯔꯦꯟꯗ ꯀ꯭ꯂꯥꯁꯁꯤꯡꯒ ꯂꯣꯏꯅꯅ ꯅ꯭ꯌꯨꯇꯔꯤꯁꯟ ꯑꯃꯁꯨꯡ ꯁꯦꯜꯐ-ꯀꯦꯌꯔꯒꯤ ꯃꯇꯥꯡꯗ ꯑꯦꯖꯨꯀꯦꯁꯅꯦꯜ ꯋꯥ꯭ꯔꯛꯁꯣꯞꯁꯤꯡꯒ ꯄꯨꯟꯁꯤꯟꯅꯗꯨꯅ ꯚꯔꯆꯨꯑꯦ ꯋꯦꯜꯅꯦꯁ ꯔꯤꯇ꯭ꯔꯤꯠ ꯑꯃ, ꯋꯦꯜꯅꯦꯁꯀꯤ ꯄꯣꯠꯊꯣꯛꯁꯤꯡ ꯅꯠꯇꯔꯒ ꯁꯔꯚꯤꯁꯁꯤꯡꯒꯤꯗꯃꯛꯇ ꯔꯤꯗꯤꯝ ꯇꯧꯕ ꯌꯥꯕ ꯄꯣꯏꯟꯇꯁꯤꯡꯒ ꯂꯣꯏꯅꯅ ꯍꯛꯆꯥꯡ ꯐꯅꯥ ꯂꯩꯅꯕ ꯊꯕꯛ ꯊꯧꯔꯝꯁꯤꯡ, ꯍꯥꯏꯕꯗꯤ ꯑꯦꯛꯁꯔꯁꯥꯏꯖ ꯇꯧꯕ, ꯃꯦꯗꯤꯇꯦꯁꯟ ꯇꯧꯕ, ꯑꯃꯁꯨꯡ ꯍꯥꯏꯗ꯭ꯔꯦꯠ ꯇꯧꯕ ꯑꯁꯤ ꯏꯟꯁꯦꯟꯇꯤꯕ ꯄꯤꯕ ꯃꯅꯥ ꯄꯤꯕꯒꯤ ꯄ꯭ꯔꯣꯒ꯭ꯔꯥꯝ ꯑꯃꯅꯤ꯫ ꯅ꯭ꯌꯨꯇꯔꯤꯁꯟ, ꯑꯦꯛꯁꯔꯁꯥꯏꯖ, ꯁ꯭ꯇꯔꯦꯁ ꯃꯦꯅꯦꯖꯃꯦꯟꯇ, ꯑꯃꯁꯨꯡ ꯃꯦꯟꯇꯦꯜ ꯍꯦꯜꯊ ꯌꯥꯎꯅ ꯇꯣꯉꯥꯟ ꯇꯣꯉꯥꯟꯕ ꯍꯛꯁꯦꯜꯒꯤ ꯍꯤꯔꯝꯁꯤꯡꯗ ꯒꯦꯁ꯭ꯠ ꯑꯦꯛꯁꯄ꯭ꯔꯠꯁꯤꯡ, ꯏꯟꯇꯔꯚ꯭ꯌꯨꯁꯤꯡ, ꯑꯃꯁꯨꯡ ꯑꯦꯖꯨꯀꯦꯁꯅꯦꯜ ꯀꯟꯇꯦꯟꯇꯁꯤꯡ ꯌꯥꯎꯕ ꯋꯦꯜꯅꯦꯁ ꯕ꯭ꯂꯣꯒ ꯅꯠꯇꯔꯒ ꯄꯣꯗꯀꯥꯁ꯭ꯠ ꯑꯃꯅꯤ꯫ ꯑꯌꯨꯛꯀꯤ ꯅꯨꯃꯤꯠ ꯑꯃꯒꯤ ꯃꯇꯥꯡꯗ ꯏꯁꯩ ꯑꯃꯒꯤꯗꯃꯛ ꯈꯣꯟꯖꯦꯜ ꯑꯃ ꯀꯝꯄꯣꯖꯤꯁꯟ ꯇꯧꯕ꯫ ꯑꯥꯔꯇꯤꯐꯤꯁꯤꯑꯦꯜ ꯏꯟꯇꯤꯂꯤꯖꯦꯟꯁ ꯑꯃ ꯑꯣꯏꯅ ꯑꯩꯅ ꯈꯣꯟꯖꯦꯜ ꯁꯦꯝꯕ ꯉꯃꯗꯦ, ꯂꯥꯏꯔꯤꯛ ꯈꯛꯇꯃꯛ ꯁꯦꯝꯕ ꯉꯝꯗꯦ꯫ ꯃꯐꯝꯁꯤꯗ ꯑꯌꯨꯛꯀꯤ ꯅꯨꯃꯤꯠ ꯑꯃꯒꯤ ꯃꯔꯝꯗ ꯏꯁꯩ ꯑꯃꯒꯤ ꯋꯥꯍꯩ ꯁꯦꯝꯅꯕ‌ ꯍꯣꯠꯅꯕ ꯑꯃ ꯌꯥꯎꯔꯤ - ꯑꯌꯨꯛꯀꯤ ꯅꯨꯃꯤꯗꯥꯡꯒꯤ ꯑꯁꯥꯡꯕ ꯃꯇꯝꯗ ꯑꯩꯒꯤ ꯈꯣꯡꯗ ꯅꯨꯡꯁꯤꯠ ꯑꯁꯤ ꯌꯥꯝꯅ ꯂꯥꯏꯅ ꯎꯕꯥ ꯐꯪꯏ ꯊꯥ ꯑꯁꯤ ꯃꯉꯥꯜ ꯌꯥꯝꯅ ꯆꯦꯜꯂꯤ ꯑꯣ ꯑꯁꯤ ꯑꯌꯨꯛ ꯌꯥꯝꯅ ꯃꯉꯥꯜ ꯁꯨꯝꯍꯠꯄ ꯑꯃꯁꯨꯡ ꯑꯄꯥꯝꯕꯁꯤꯡꯅ ꯃꯈꯣꯏꯒꯤ ꯐ꯭ꯂꯥꯏꯠ ꯂꯧꯔꯛꯄꯒꯨꯝ ꯀꯣꯔꯁ - ꯑꯣꯍ ꯑꯌꯨꯛꯀꯤ ꯅꯨꯃꯤꯠ, ꯀꯌꯥꯗ ꯅꯨꯡꯉꯥꯏꯕꯒꯦ ꯅꯪꯒꯤ ꯇꯔꯥꯝꯅ ꯑꯣꯛꯄꯒꯤ ꯑꯇꯤꯌꯥꯒ ꯂꯣꯏꯅꯅ ꯅꯪꯅ ꯀꯩꯗꯧꯉꯩꯗꯁꯨ ꯌꯥꯝꯅ ꯂꯥꯞꯅ ꯂꯩꯇꯦ ꯑꯩꯈꯣꯏꯕꯨ ꯍꯜꯂꯛꯍꯜꯂꯤꯕ ꯅꯤꯡꯁꯤꯡꯕꯁꯤꯡꯗꯒꯤ ꯑꯩꯈꯣꯏꯅ ꯀꯩꯗꯧꯉꯩꯗꯁꯨ ꯑꯋꯥꯠꯄ ꯂꯩꯔꯣꯏꯗꯕ ꯃꯤꯌꯨꯞꯁꯤꯡ ꯑꯗꯨꯗ ꯃꯩꯁꯥꯅ ꯅꯨꯡꯁꯤꯠꯇ ꯅꯥꯟꯊꯣꯛꯏ ꯅꯣꯛꯄ ꯑꯃꯁꯨꯡ ꯅꯨꯡꯁꯤꯕ ꯃꯐꯝ ꯈꯨꯗꯤꯡꯗ ꯂꯩꯕꯒꯨꯝ ꯅꯨꯃꯤꯠꯀꯤ ꯅꯨꯡꯁꯤꯠ ꯍꯧꯖꯤꯛ ꯂꯣꯏꯈ꯭ꯔꯦ ꯑꯗꯨꯕꯨ ꯑꯌꯨꯛꯀꯤ ꯅꯨꯃꯤꯠꯀꯤ ꯃꯦꯖꯤꯛ ꯑꯁꯤ ꯀꯣꯔꯁꯇꯥ ꯍꯤꯡꯂꯤ - ꯑꯣꯍ ꯑꯌꯨꯛꯀꯤ ꯅꯨꯃꯤꯠ, ꯅꯍꯥꯛ ꯀꯌꯥꯗꯅꯨꯡꯉꯥꯏꯕꯒꯦ ꯅꯍꯥꯛꯀꯤ ꯇꯔꯥꯝꯅ ꯑꯣꯛꯄꯒꯤ ꯑꯇꯤꯌꯥꯒ ꯂꯣꯏꯅꯅ, ꯅꯍꯥꯛ ꯀꯩꯗꯧꯉꯩꯗꯁꯨ ꯌꯥꯝꯅ ꯂꯥꯞꯅ ꯂꯩꯇꯦ ꯑꯩꯈꯣꯏꯕꯨ ꯍꯜꯂꯛꯍꯜꯂꯤꯕ ꯅꯤꯡꯁꯤꯡꯕꯁꯤꯡꯗꯒꯤ ꯑꯩꯈꯣꯏꯅ ꯀꯩꯗꯧꯅꯨꯡꯗ ꯑꯋꯥꯠꯄ ꯂꯩꯔꯣꯏꯗꯕ ꯃꯤꯀꯨꯞꯁꯤꯡ ꯑꯗꯨꯗ ꯊꯣꯡ - ꯅꯨꯃꯤꯠ ꯑꯁꯤ ꯅꯨꯃꯤꯠ ꯑꯣꯏꯔꯛꯄꯒ ꯂꯣꯏꯅꯅ ꯑꯃꯁꯨꯡ ꯅꯤꯡꯁꯤꯡꯕꯁꯤꯡ ꯑꯗꯨ ꯂꯣꯏꯁꯤꯟꯕ ꯍꯧꯔꯛꯄꯒ ꯂꯣꯏꯅꯅ ꯑꯩꯈꯣꯏꯅ ꯑꯌꯨꯛꯀꯤ ꯅꯨꯃꯤꯠ ꯑꯗꯨ ꯊꯝꯒꯅꯤ ꯑꯃꯁꯨꯡ ꯄꯨꯝꯅꯃꯛꯄꯨ ꯆꯨꯝꯊꯣꯛꯍꯟꯈꯤꯕ ꯃꯦꯖꯤꯛ ꯑꯗꯨ ꯑꯥꯎꯇꯔꯣ - ꯑꯌꯨꯛꯀꯤ ꯅꯨꯃꯤꯠ ꯑꯃꯒꯤ ꯅꯨꯡꯉꯥꯏꯕꯗ ꯑꯩꯒꯤ ꯈꯣꯡꯗꯥ ꯅꯨꯡꯁꯤꯠ ꯑꯁꯤ ꯑꯁꯨꯛ ꯌꯥꯝꯅ ꯂꯥꯏꯅ ꯐꯥꯎꯏ ꯑꯌꯨꯛ ꯑꯩꯒꯤ ꯃꯅꯨꯡꯗ ꯍꯤꯡꯂꯤꯕ ꯅꯤꯡꯁꯤꯡꯕ ꯑꯃ꯫